ꯅꯠꯇ꯭ꯔꯒ ꯚꯤꯂꯦꯟ ꯑꯣꯏꯅ ꯁꯥꯟꯅꯕ ꯌꯥꯒꯅꯤ꯫ ꯒꯦꯝ ꯑꯁꯤ ꯑꯔꯕꯥꯟ ꯂꯦꯟꯗꯁ꯭ꯀꯦꯞ ꯑꯃꯗ ꯁꯦꯠ ꯇꯧꯒꯅꯤ ꯑꯃꯁꯨꯡ ꯂꯥꯟꯒꯤ ꯃꯇꯝꯗ ꯁꯥꯟꯅꯔꯣꯏꯁꯤꯡꯅ ꯑꯔꯣꯏꯕ ꯑꯣꯏꯅ ꯂꯦꯞꯄ ꯉꯝꯅꯕ ꯂꯥꯟꯊꯦꯡꯅꯕ ꯃꯊꯧ ꯇꯥꯒꯅꯤ꯫ ꯒꯦꯃꯞꯂꯦ ꯒꯦꯝ ꯑꯁꯤ ꯄ꯭ꯂꯦꯌꯔꯁꯤꯡꯅ ꯃꯈꯣꯏꯒꯤ ꯀꯦꯔꯦꯛꯇꯔꯁꯤꯡ ꯈꯟꯕꯗꯒꯤ ꯍꯧꯏ꯫ ꯈꯟꯒꯠꯂꯕ ꯁꯨꯄꯔꯍꯤꯔꯣ ꯑꯃꯁꯨꯡ ꯚꯤꯂꯦꯟꯁꯤꯡꯒꯤ ꯃꯔꯛꯇ ꯈꯟꯒꯠꯂꯕ ꯃꯤꯑꯣꯏꯁꯤꯡ ꯂꯩꯒꯅꯤ, ꯃꯈꯣꯏ ꯈꯨꯗꯤꯡꯃꯛꯀꯤ ꯃꯁꯥꯒꯤ ꯑꯣꯏꯕ ꯑꯈꯟꯅ ꯇꯧꯕ ꯉꯝꯕꯁꯤꯡ ꯑꯃꯁꯨꯡ ꯁꯛꯇꯤ ꯂꯩꯒꯅꯤ꯫ ꯄ꯭ꯂꯦꯌꯔꯁꯤꯡꯅ ꯃꯈꯣꯏꯒꯤ ꯀꯦꯔꯦꯛꯇꯔꯁꯤꯡ ꯈꯟꯈ꯭ꯔꯕ ꯃꯇꯨꯡꯗ ꯃꯈꯣꯏꯕꯨ ꯂꯥꯟꯒꯤ ꯃꯐꯝ ꯑꯣꯏꯅ ꯊꯕꯛ ꯇꯧꯒꯗꯕ ꯁꯍꯔꯒꯤ ꯂꯝꯗꯝ ꯑꯃꯗ ꯄꯨꯊꯣꯛ ꯄꯨꯁꯤꯟ ꯇꯧꯒꯅꯤ꯫ ꯒꯦꯝ ꯑꯁꯤꯒꯤ ꯄꯥꯟꯗꯝꯗꯤ ꯑꯇꯣꯞꯄ ꯄ꯭ꯂꯦꯌꯔ ꯄꯨꯝꯅꯃꯛꯄꯨ ꯃꯥꯡꯍꯟ ꯇꯥꯛꯍꯟꯕ ꯑꯃꯁꯨꯡ ꯑꯔꯣꯏꯕ ꯑꯣꯏꯅ ꯂꯦꯞꯄ ꯑꯁꯤꯅꯤ꯫ ꯄ꯭ꯂꯦꯌꯔꯁꯤꯡꯒꯤ ꯁꯛꯇꯤ ꯑꯃꯁꯨꯡ ꯇꯧꯕ ꯉꯝꯕꯁꯤꯡ ꯑꯁꯤ ꯂꯥꯟꯐꯃꯝꯗ ꯑꯦꯇꯦꯛ ꯇꯧꯕ, ꯉꯥꯛꯊꯣꯛꯄ ꯅꯠꯇ꯭ꯔꯒ ꯆꯠꯊꯣꯛ-ꯆꯠꯁꯤꯟ ꯇꯧꯕꯗ ꯁꯤꯖꯤꯟꯅꯕ ꯌꯥꯏ꯫ ꯑꯔꯕꯥꯟ ꯂꯦꯟꯗꯁ꯭ꯀꯦꯞ ꯑꯁꯤꯗ ꯂꯣꯠꯁꯤꯟꯅꯕ ꯃꯐꯝꯁꯤꯡ, ꯚꯦꯟꯇꯤꯂꯦꯇꯔꯁꯤꯡ, ꯑꯃꯁꯨꯡ ꯂꯥꯟ ꯑꯁꯤꯗ ꯁꯥꯟꯅꯔꯣꯏꯁꯤꯡꯗ ꯃꯇꯦꯡ ꯄꯥꯡꯒꯗꯕ ꯄꯥꯋꯔ-ꯑꯞꯁꯤꯡ ꯂꯩꯕ ꯃꯐꯃꯁꯤꯡ ꯌꯥꯝꯅ ꯂꯩꯒꯅꯤ꯫ ꯂꯥꯟ ꯑꯁꯤ ꯆꯠꯊꯔꯛꯄꯒ ꯂꯣꯏꯅꯅ ꯁꯥꯟꯅꯕ ꯌꯥꯕ ꯃꯐꯝ ꯑꯗꯨ ꯍꯟꯊꯔꯛꯀꯅꯤ, ꯃꯁꯤꯅ ꯄ꯭ꯂꯦꯌꯔꯁꯤꯡꯕꯨ ꯑꯄꯤꯛꯄ ꯃꯐꯝ ꯑꯃꯗ ꯆꯠꯄ ꯌꯥꯍꯟꯒꯅꯤ ꯑꯃꯁꯨꯡ ꯑꯇꯣꯞꯄ ꯄ꯭ꯂꯦꯌꯔꯁꯤꯡꯒ ꯊꯦꯡꯅꯕꯒꯤ ꯆꯥꯡ ꯍꯦꯟꯒꯠꯍꯟꯒꯅꯤ꯫ ꯄ꯭ꯂꯦꯌꯔ ꯑꯃꯈꯛꯇꯃꯛ ꯂꯦꯞꯄ ꯃꯇꯝꯗ ꯒꯦꯝ ꯑꯁꯤ ꯂꯣꯏꯁꯤꯟꯒꯅꯤ꯫ ꯃꯣꯅꯦꯇꯥꯏꯖꯦꯁꯟ ꯒꯦꯝ ꯑꯁꯤ ꯅ꯭ꯌꯨꯟ-ꯃꯤꯏꯔ ꯄꯔꯆꯦꯖꯁꯤꯡꯒ ꯂꯣꯏꯅꯅ ꯐ꯭ꯔꯤ-ꯇꯨ-ꯄ꯭ꯂꯦ ꯇꯥꯏꯇꯜ ꯑꯃ ꯑꯣꯏꯒꯅꯤ꯫ ꯍꯥꯏꯔꯤꯕ ꯄꯔꯆꯦꯖꯁꯤꯡ ꯑꯁꯤ ꯑꯅꯧꯕ ꯆꯦꯛꯔꯦꯇꯔꯁꯤꯡ, ꯁ꯭ꯀꯤꯠꯁꯤꯡ ꯅꯠꯇ꯭ꯔꯒ ꯄꯥꯋꯔ-ꯑꯞꯁꯤꯡ ꯂꯧꯕꯗ ꯁꯤꯖꯤꯟꯅꯕꯥꯌꯥꯒꯅꯤ꯫ ꯒꯦꯝ ꯑꯁꯤꯗ ꯔꯥꯎꯟꯗꯁꯤꯡꯒꯤ ꯃꯔꯛꯇ ꯑꯦꯗꯚꯔꯇꯥꯏꯖꯃꯦꯟꯇꯁꯤꯡꯁꯨ ꯌꯥꯎꯒꯅꯤ꯫ ꯇꯥꯔꯒꯦꯠ ꯑꯣꯗꯤꯁꯟ ꯒꯦꯝ ꯑꯁꯤꯒꯤ ꯇꯥꯔꯒꯦꯠ ꯑꯣꯗꯤꯁꯟ ꯑꯁꯤ ꯁꯨꯄꯔꯍꯤꯔꯣ ꯑꯃꯁꯨꯡ/ꯅꯠꯇ꯭ꯔꯒ ꯚꯤꯂꯦꯟ ꯂꯣꯔꯒꯤ ꯐꯦꯟ ꯑꯣꯏꯕ ꯇꯤꯟ-ꯀꯥꯡꯁꯤꯡ ꯑꯃꯁꯨꯡ ꯅꯍꯥ ꯑꯣꯏꯔꯤꯕ ꯑꯍꯜꯁꯤꯡꯅꯤ꯫ ꯒꯦꯝ ꯑꯁꯤꯅ ꯀꯝꯄꯤꯇꯤꯇꯤꯚ ꯑꯦꯖꯥꯒ ꯂꯣꯏꯅꯅ ꯑꯦꯛꯁꯟ-ꯄꯦꯛ ꯇꯧꯔꯕ ꯒꯦꯝꯁꯤꯡ ꯅꯨꯡꯉꯥꯏꯅ ꯁꯥꯟꯅꯔꯤꯕ ꯃꯤꯑꯣꯏꯁꯤꯡꯗ ꯌꯥꯝꯅ ꯅꯨꯡꯉꯥꯏꯍꯟꯒꯅꯤ꯫ ꯗꯤꯖꯥꯏꯟ ꯒꯦꯝ ꯑꯁꯤꯗ ꯃꯆꯨ ꯑꯍꯨꯝꯒꯤ ꯒ꯭ꯔꯥꯐꯤꯛꯁꯤꯡ ꯌꯥꯎꯒꯅꯤ ꯑꯃꯁꯨꯡ ꯌꯥꯝꯅ ꯊꯨꯅ ꯆꯠꯄ ꯒꯦꯝꯄ꯭ꯂꯦꯒ ꯃꯥꯟꯅꯕ ꯂꯥꯏꯚꯂꯤ ꯑꯃꯁꯨꯡ ꯑꯦꯛꯁꯟ-ꯄꯦꯛ ꯇꯧꯔꯕ ꯁꯥꯎꯟꯗ ꯇ꯭ꯔꯦꯛ ꯑꯃ ꯂꯩꯒꯅꯤ꯫ ꯀꯟꯇ꯭ꯔꯣꯜꯁꯤꯡ ꯑꯁꯤ ꯏꯟꯇ꯭ꯌꯨꯏꯇꯤꯚ ꯑꯣꯏꯒꯅꯤ, ꯄ꯭ꯂꯦꯌꯔꯁꯤꯡꯅ ꯏꯆꯝ ꯆꯝꯕ ꯖꯤꯖꯔꯁꯤꯡꯒꯤ ꯈꯨꯠꯊꯥꯡꯗ ꯃꯈꯣꯏꯒꯤ ꯇꯧꯕ ꯉꯝꯕꯁꯤꯡ ꯑꯗꯨ ꯆꯠꯊꯣꯛ-ꯆꯠꯁꯤꯟ ꯇꯧꯕ, ꯑꯦꯇꯦꯛ ꯇꯧꯕꯥꯑꯃꯁꯨꯡ ꯑꯦꯛꯇꯤꯚ ꯑꯣꯏꯕ ꯉꯝꯒꯅꯤ꯫ ꯂꯣꯏꯁꯤꯜꯂꯛꯄꯗ, ꯁꯨꯄꯔꯍꯤꯔꯣ ꯑꯃꯁꯨꯡ ꯚꯤꯂꯦꯟ ꯊꯤꯝ ꯑꯃ ꯌꯥꯎꯕ ꯕꯦꯇꯜ ꯔꯣꯌꯦꯜ ꯒꯦꯝ ꯑꯁꯤꯅ ꯄ꯭ꯂꯦꯌꯔꯁꯤꯡꯒꯤꯗꯃꯛꯇ ꯑꯦꯛꯁꯟ-ꯄꯦꯛ ꯇꯧꯔꯕ, ꯑꯦꯗ꯭ꯔꯤꯅꯥꯂꯤꯟ-ꯄꯝꯄ ꯇꯧꯕ ꯑꯦꯛꯁꯄꯔꯤꯌꯦꯟꯁ ꯑꯃ ꯑꯣꯏꯒꯅꯤ ꯍꯥꯏꯅ ꯋꯥꯁꯛꯄꯤꯔꯤ꯫ ꯈꯟꯒꯠꯂꯕ ꯀꯦꯔꯦꯛꯇꯔꯁꯤꯡꯒꯤ ꯄꯥꯛ ꯆꯥꯎꯔꯕ ꯈꯟꯒꯠꯂꯕ ꯑꯃꯁꯨꯡ ꯗꯥꯏꯅꯥꯃꯤꯛ ꯑꯣꯏꯕ ꯁꯍꯔꯒꯤ ꯂꯥꯟꯐꯝ ꯑꯃ ꯂꯩꯕꯅ ꯒꯦꯝ ꯑꯁꯤꯅ ꯄꯨꯡ ꯀꯌꯥ ꯆꯨꯞꯅ ꯄ꯭ꯂꯦꯌꯔꯁꯤꯡꯕꯨ ꯑꯦꯡꯒꯦꯖ ꯇꯧꯕ ꯑꯃꯁꯨꯡ ꯅꯨꯡꯉꯥꯏꯅ ꯂꯩꯍꯟꯒꯅꯤ꯫ ꯁ꯭ꯇꯔꯤꯡ ꯑꯃ ꯂꯧꯕ ꯑꯃꯁꯨꯡ ꯃꯗꯨꯗ ꯂꯩꯔꯤꯕ ꯆꯦꯛꯔꯦꯇꯔꯁꯤꯡꯒꯤ ꯃꯁꯤꯡ ꯑꯗꯨ ꯔꯤꯇꯔꯟ ꯇꯧꯕ ꯐꯪꯁꯟ ꯑꯃ ꯏꯌꯨ꯫